ꯏꯅꯔꯖꯤ ꯒꯦꯞ ꯀꯤ ꯊꯧꯑꯣꯡꯒꯤ ꯈꯨꯠꯊꯥꯡꯗ ꯑꯋꯥꯡꯕ-ꯏꯅꯔꯖꯤ ꯐꯣꯇꯣꯟ ꯑꯃꯗꯒꯤ ꯑꯦꯛꯁꯤꯇꯣꯟ ꯑꯃꯗꯒꯤ ꯍꯦꯟꯅ ꯄꯨꯊꯣꯛꯄ ꯉꯝꯃꯤ꯫ ꯃꯁꯤ ꯑꯋꯥꯡꯕ-ꯏꯅꯔꯖꯤ ꯐꯣꯇꯣꯟ ꯑꯃꯗ ꯑꯦꯛꯁꯤꯇꯣꯟ ꯑꯃꯈꯛꯇꯃꯛ ꯁꯤꯟꯕ ꯉꯝꯕ ꯉꯁꯤꯒꯤ ꯐꯣꯇꯣꯚꯣꯜꯇꯥꯏꯛ ꯁꯦꯜꯁꯤꯡꯒ ꯃꯥꯟꯅꯩ꯫ ꯃꯁꯤꯗ ꯑꯋꯥꯡꯕ ꯀꯥꯏꯅꯦꯇꯤꯛ ꯏꯅꯔꯖꯤ ꯀꯦꯔꯤꯌꯔꯁꯤꯡꯅ ꯃꯩ ꯑꯣꯏꯅ ꯃꯈꯣꯏꯒꯤ ꯏꯅꯔꯖꯤ ꯃꯥꯡꯍꯜꯂꯤ꯫ ꯑꯃꯔꯣꯝꯗꯅ ꯀꯣꯂꯣꯏꯗꯦꯜ ꯀ꯭ꯋꯥꯟꯇꯝ ꯗꯣꯠꯁꯤꯡꯒꯤ ꯀ꯭ꯋꯥꯟꯇꯝ ꯀꯟꯐꯥꯏꯟꯗ ꯒ꯭ꯔꯥꯎꯟꯁ꯭ꯇꯦꯠꯁꯤꯡ (ꯂꯤꯗ ꯁꯜꯐꯥꯏꯗ, ꯄꯥꯛ ꯆꯥꯎꯔꯕ ꯕꯦꯟꯒꯦꯞ ꯍꯣꯁ ꯁꯦꯃꯤꯀꯟꯗꯛꯇꯔꯁꯤꯡꯗ ꯌꯥꯎꯔꯕ ꯂꯤꯗ ꯁꯥꯜꯐꯥꯏꯗ) ꯑꯁꯤꯅ ꯍꯣꯁꯠ ꯕꯦꯟꯒꯦꯞꯀꯤ ꯃꯈꯥꯗ ꯂꯩꯕ ꯃꯩꯒ ꯂꯣꯏꯅꯅ ꯐꯣꯇꯣꯟꯁꯤꯡꯗꯒꯤ ꯐꯣꯇꯣꯀꯔꯦꯟ ꯄꯨꯊꯣꯛꯄ ꯌꯥꯍꯜꯂꯤ꯫ ꯑꯅꯤ-ꯐꯣꯇꯣꯟ ꯑꯦꯁꯣꯕꯖꯣꯔꯞ ꯄ꯭ꯔꯣꯁ ꯑꯃꯒꯤ ꯈꯨꯠꯊꯥꯡꯗ ꯑꯇꯣꯞꯄ ꯄꯥꯝꯕꯩ ꯑꯃ ꯄꯤꯔꯗꯨꯅ ꯁꯣꯂꯔ ꯁ꯭ꯄꯦꯛꯇ꯭ꯔꯝꯒꯤ ꯄꯥꯛ ꯆꯥꯎꯕ ꯂꯝ ꯑꯃ ꯁꯤꯖꯤꯟꯅꯅꯕ ꯑꯃꯁꯨꯡ ꯃꯁꯤꯅ ꯃꯔꯝ ꯑꯣꯏꯗꯨꯅ ꯍꯦꯟꯅ ꯐꯕ ꯐꯣꯇꯣꯚꯣꯜꯇꯥꯏꯛ ꯑꯦꯐꯤꯁꯤꯑꯦꯟꯁꯤ ꯐꯪꯍꯜꯂꯤ꯫ ꯀꯣꯂꯣꯏꯗꯦꯜ ꯀ꯭ꯋꯥꯟꯇꯝ ꯗꯣꯠ ꯐꯣꯇꯣꯚꯣꯜꯇꯥꯏꯛꯁꯤꯡ ꯑꯁꯤ ꯊꯤꯑꯣꯔꯤꯇꯤꯀꯦꯜ ꯑꯣꯏꯅ ꯄꯨꯊꯣꯛꯄꯗ ꯍꯦꯟꯅ ꯃꯃꯜ ꯍꯟꯊꯒꯅꯤ ꯃꯔꯝꯗꯤ ꯃꯈꯣꯏ ꯑꯁꯤ ꯑꯆꯝꯕ ꯀꯦꯃꯤꯀꯦꯜ ꯔꯤꯑꯦꯛꯁꯟꯁꯤꯡ ꯁꯤꯖꯤꯟꯅꯗꯨꯅ ꯁꯦꯝꯕ ꯌꯥꯏ꯫ ꯀ꯭ꯋꯥꯟꯇꯝ ꯏꯂꯤꯛ ꯈꯛꯇꯃꯛ ꯁꯣꯂꯔ ꯁꯦꯜꯁꯤꯡ ꯑꯦꯔꯣꯃꯦꯇꯤꯛ ꯁꯦꯜꯐ ꯑꯦꯁꯦꯝꯕꯜꯗ ꯃꯣꯅꯣꯂꯦꯌꯔꯁ (ꯃꯔꯤ-ꯅꯤꯇ꯭ꯔꯣꯕꯦꯟꯖꯣꯏꯛ ꯑꯦꯁꯤꯗ) ꯑꯁꯤ ꯍꯦꯟꯅ ꯐꯖꯅ ꯇꯧꯕ ꯉꯝꯅꯕꯒꯤꯗꯃꯛ ꯏꯂꯦꯛꯇ꯭ꯔꯣꯗꯁꯤꯡꯗ ꯕꯦꯟꯒꯤ ꯑꯦꯂꯥꯏꯟꯃꯦꯟꯠ ꯐꯒꯠꯍꯟꯅꯕ ꯁꯤꯖꯤꯟꯅꯕ ꯌꯥꯏ꯫ ꯃꯁꯤꯒꯤ ꯃꯑꯣꯡ ꯑꯁꯤꯅ ꯔꯦꯀꯣꯔ꯭ꯗ ꯄꯥꯋꯔ ꯀꯟꯚꯔꯁꯟ ꯑꯦꯐꯤꯁꯤꯌꯦꯟꯁꯤ (ꯇꯔꯥ ꯄꯣꯏꯟꯠ ꯇꯔꯦꯠ ꯒꯤ ꯄꯣꯁꯇ ꯀꯣꯂꯤꯖꯟ ꯏꯟꯇꯔꯦꯛꯁꯟ ꯑꯃ ꯄꯤꯈ꯭ꯔꯦ꯫ ꯍꯥꯏꯔꯤꯕ ꯁꯣꯂꯔ ꯁꯦꯜꯁꯤꯡ ꯑꯁꯤ ꯃꯃꯜ ꯌꯥꯝꯗꯅ ꯁꯦꯝꯕ ꯉꯝꯕ ꯑꯃꯁꯨꯡ ꯍꯦꯟꯅ ꯐꯖꯅ ꯇꯧꯕ ꯉꯝꯕꯒꯤ ꯃꯇꯤꯛ ꯂꯩꯕꯅ ꯃꯔꯝ ꯑꯣꯏꯗꯨꯅ ꯄꯨꯛꯅꯤꯡ ꯆꯤꯡꯁꯤꯟꯅꯤꯡꯉꯥꯏ ꯑꯣꯏ꯫ ꯃꯦꯇꯥꯜ ꯑꯣꯛꯁꯥꯏꯗꯁꯤꯡ ꯈꯨꯗꯝ ꯑꯣꯏꯅ ꯑꯅꯤ ꯑꯃꯁꯨꯡ ꯀꯨꯟ - ꯃꯉꯥ ꯅꯦꯅꯣꯃꯦꯇ꯭ꯔꯤꯌꯜꯁꯤꯡ ꯑꯁꯤ ꯑꯣꯔꯒꯅꯤꯛ ꯐꯣꯇꯣꯚꯣꯜꯇꯥꯏꯛꯁꯤꯡꯗ ꯌꯥꯎꯍꯟꯕ ꯑꯁꯤ ꯐꯨꯜ ꯔꯣꯜ-ꯇꯨ-ꯔꯣꯜ ꯄ꯭ꯔꯣꯁꯦꯁꯡ ꯁꯤꯖꯤꯟꯅꯗꯨꯅ ꯂꯂꯣꯟ ꯏꯇꯤꯛꯀꯤ ꯑꯣꯏꯕ ꯃꯑꯣꯡꯗ ꯁꯦꯝꯈ꯭ꯔꯦ꯫ ꯇꯔꯥꯍꯨꯝꯗꯣꯏ ꯄꯣꯏꯟꯠ ꯑꯅꯤ ꯄꯥꯋꯔ ꯀꯟꯚꯔꯁꯟ ꯑꯦꯐꯤꯁꯤꯑꯦꯟꯁꯤ ꯑꯁꯤ ꯅꯥꯅꯣꯋꯥꯏꯌꯔ ꯄꯣꯂꯤ (ꯑꯍꯨꯝ,ꯃꯔꯤ- ꯏꯊꯥꯏꯂꯦꯅꯦꯗꯥꯏꯑꯣꯁꯤꯊꯤꯑꯣꯐꯤꯟ) : ꯄꯣꯂꯤ (ꯁꯇꯥꯏꯔꯤꯟ ꯁꯥꯜꯐꯣꯅꯦꯠ) ꯍꯥꯏꯕ꯭ꯔꯤꯗ ꯁꯣꯂꯔ ꯁꯦꯜꯁꯤꯡꯗ ꯍꯥꯏꯔꯤ꯫